ꯃꯍꯩꯔꯣꯏꯁꯤꯡꯅ ꯀꯔꯤꯒꯤꯗꯃꯛꯇ ꯃꯈꯣꯏꯒꯤ ꯂꯥꯏꯔꯤꯛ ꯇꯝꯕꯗꯒꯤ ꯕ꯭ꯔꯦꯛ ꯂꯧꯒꯗꯒꯦ ꯑꯃꯁꯨꯡ ꯃꯍꯧꯁꯥꯕꯨ ꯆꯥꯡ ꯅꯥꯏꯅ ꯌꯦꯡꯁꯤꯟꯅꯕ ꯃꯄꯥꯟꯗ ꯊꯣꯛꯀꯗꯒꯦ ꯍꯥꯏꯕꯒꯤ ꯊꯥꯖꯕ ꯌꯥꯕ ꯋꯥꯐꯝ ꯑꯃ ꯏꯕꯤꯌꯨ꯫ ꯅꯨꯡꯁꯤꯔꯕ ꯃꯍꯩꯔꯣꯏꯁꯤꯡ, ꯁ꯭ꯀꯨꯜꯒꯤ ꯍꯦꯛꯇꯤꯛ ꯁꯦꯗ꯭ꯌꯨꯂꯒꯤ ꯃꯔꯛꯇꯥ ꯕ꯭ꯔꯦꯛ ꯂꯧꯕ ꯑꯃꯁꯨꯡ ꯃꯄꯥꯟꯗ ꯃꯇꯝ ꯀꯥꯏꯊꯣꯛꯄꯒꯤ ꯃꯔꯨꯑꯣꯏꯕ ꯑꯗꯨ ꯌꯦꯡꯁꯤꯟꯕ ꯑꯁꯤ ꯌꯥꯝꯅ ꯂꯥꯏ꯫ ꯑꯗꯨꯝ ꯑꯣꯏꯅꯃꯛ, ꯅꯍꯥꯛꯀꯤ ꯍꯛꯆꯥꯡ, ꯄꯨꯛꯅꯤꯡ ꯑꯃꯁꯨꯡ ꯄꯨꯛꯅꯤꯡꯒꯤ ꯌꯥꯏꯐꯅꯕꯥ ꯅꯍꯥꯛꯀꯤ ꯂꯥꯏꯔꯤꯛ ꯇꯝꯕꯗꯒꯤ ꯕ꯭ꯔꯦꯛ ꯑꯃꯥ ꯂꯧꯕ ꯑꯃꯁꯨꯡ ꯃꯍꯧꯁꯥꯕꯨ ꯆꯥꯡ ꯅꯥꯏꯅꯥ ꯊꯤꯖꯤꯟꯕ ꯑꯁꯤ ꯌꯥꯝꯅ ꯃꯔꯨꯑꯣꯏ꯫ ꯑꯍꯥꯟꯕꯗ, ꯃꯍꯧꯁꯥꯗ ꯃꯄꯥꯟꯗ ꯃꯇꯝ ꯀꯥꯏꯊꯣꯛꯄꯅ ꯃꯁꯤꯡ ꯊꯤꯉꯝꯗ꯭ꯔꯕ ꯍꯛꯆꯥꯡꯒꯤ ꯍꯛꯁꯦꯜꯒꯤ ꯀꯥꯟꯅꯕ ꯄꯤꯔꯤ꯫ ꯃꯄꯥꯟꯗꯥ ꯂꯩꯕ ꯑꯃꯁꯨꯡ ꯑꯐꯕ ꯅꯨꯡꯁꯤꯠ ꯅꯨꯡꯉꯥꯏꯅ ꯂꯩꯕꯅ ꯕ꯭ꯂꯗ ꯄ꯭ꯔꯦꯁꯔ ꯍꯟꯊꯍꯟꯕꯗ , ꯏꯟꯐ꯭ꯂꯦꯃꯦꯁꯟ ꯍꯟꯊꯍꯟꯕꯗ ꯑꯃꯁꯨꯡ ꯏꯝꯃ꯭ꯌꯨꯟ ꯁꯤꯁ꯭ꯇꯦꯝ ꯍꯦꯟꯒꯠꯍꯟꯕꯗ ꯃꯇꯦꯡ ꯄꯥꯡꯏ꯫ ꯄꯥꯔꯛꯇꯥ ꯈꯣꯡꯅ ꯆꯠꯄ ꯑꯣꯏꯔꯕꯁꯨ ꯅꯠꯇ꯭ꯔꯒ ꯇꯨꯔꯦꯜꯗ ꯈꯣꯡꯅ ꯆꯠꯄꯥ ꯑꯣꯏꯔꯕꯁꯨ, ꯃꯍꯧꯁꯥꯗ ꯍꯛꯆꯥꯡ ꯁꯥꯖꯦꯜ ꯇꯧꯕꯅ ꯑꯔꯨꯝꯕ ꯀꯟꯇ꯭ꯔꯣꯜ ꯇꯧꯕꯗ ꯃꯇꯦꯡ ꯄꯥꯡꯕꯁꯨ ꯌꯥꯏ, ꯃꯁꯤꯅꯥ ꯑꯄꯨꯟꯕ ꯍꯛꯆꯥꯡꯒꯤ ꯐꯤꯠꯅꯦꯁ ꯐꯒꯠꯍꯜꯂꯤ꯫ ꯑꯅꯤꯁꯨꯕꯗ, ꯃꯍꯧꯁꯥꯅ ꯃꯦꯟꯇꯦꯜ ꯍꯦꯜꯊꯇ ꯃꯄꯥꯡꯒꯜ ꯀꯟꯕ ꯏꯐꯦꯛꯇ ꯇꯧꯏ꯫ ꯔꯤꯁꯔꯆꯅꯥ ꯇꯥꯛꯂꯤ ꯃꯗꯨꯗꯤ ꯃꯍꯧꯁꯥꯗ ꯃꯇꯝ ꯀꯥꯌꯊꯣꯛꯄꯅ ꯋꯥꯈꯜ ꯅꯨꯡꯉꯥꯏꯇꯕ ꯍꯟꯊꯍꯟꯕ, ꯋꯥꯈꯜ ꯅꯨꯡꯉꯥꯏꯇꯕ ꯑꯃꯁꯨꯡ ꯋꯥꯈꯜ ꯅꯨꯡꯉꯥꯏꯇꯕꯒꯤ ꯂꯥꯏꯑꯣꯡ ꯍꯟꯊꯍꯟꯕ, ꯋꯥꯈꯜ ꯅꯨꯡꯉꯥꯏꯍꯅꯕꯥ ꯑꯃꯁꯨꯡ ꯅꯨꯡꯉꯥꯏꯕꯥ ꯑꯃꯁꯨꯡ ꯅꯨꯡꯉꯥꯏꯕꯥ ꯍꯦꯟꯒꯠꯍꯟꯕ ꯉꯝꯃꯤ꯫ ꯃꯁꯤꯒꯤ ꯃꯊꯛꯇ, ꯃꯍꯧꯁꯥꯗꯥ ꯂꯩꯕꯅꯥ ꯃꯦꯃꯣꯔꯤ, ꯐꯣꯀꯁ ꯑꯃꯁꯨꯡ ꯑꯦꯇꯦꯟꯁꯟ ꯌꯥꯎꯅ ꯀꯣꯒꯅꯤꯇꯤꯕ ꯐꯪꯁꯟꯁꯨ ꯐꯒꯠꯍꯟꯕ ꯉꯝꯒꯅꯤ꯫ ꯑꯔꯣꯏꯕꯗ ꯃꯍꯧꯁꯥꯕꯨ ꯊꯤꯖꯤꯟꯕ ꯑꯁꯤ ꯗꯤꯖꯤꯇꯦꯜꯒꯤ ꯃꯥꯂꯦꯝ ꯑꯁꯤꯗꯒꯤ ꯂꯥꯞꯊꯣꯛꯅ ꯂꯩꯅꯕ ꯑꯃꯁꯨꯡ ꯍꯧꯖꯤꯛ ꯑꯣꯏꯔꯤꯕ ꯃꯇꯝ ꯑꯁꯤꯒ ꯑꯃꯨꯛ ꯍꯟꯅ ꯁꯝꯅꯍꯟꯕꯒꯤ ꯑꯆꯧꯕ ꯃꯑꯣꯡ ꯑꯃꯅꯤ꯫ ꯁ꯭ꯀꯔꯤꯟꯁꯤꯡꯗ ꯂꯨꯞꯄꯒꯤ ꯃꯍꯨꯠꯇ ꯃꯄꯥꯟꯗ ꯂꯩꯕꯅ ꯃꯍꯩꯔꯣꯏꯁꯤꯡꯅ ꯃꯈꯣꯏꯒꯤ ꯁꯦꯟꯁꯁꯤꯡ ꯑꯗꯨ ꯑꯦꯡꯒꯦꯖ ꯇꯧꯕ ꯌꯥꯍꯜꯂꯤ ꯑꯃꯁꯨꯡ ꯅꯣꯇꯤꯐꯤꯀꯦꯁꯟꯁꯤꯡ, ꯃꯦꯁꯦꯖꯁꯤꯡ ꯑꯃꯁꯨꯡ ꯏꯃꯦꯜꯁꯤꯡꯒꯤ ꯂꯦꯞꯄ ꯂꯩꯇꯕ ꯁ꯭ꯇꯔꯤꯝ ꯑꯗꯨꯗꯒꯤ ꯕ꯭ꯔꯦꯛ ꯑꯃ ꯂꯧꯕ ꯌꯥꯍꯜꯂꯤ꯫ ꯗꯤꯖꯤꯇꯦꯜ ꯗꯤꯁꯇ꯭ꯔꯤꯛꯁꯟꯁꯤꯡꯗꯒꯤ ꯕ꯭ꯔꯦꯛ ꯑꯁꯤꯅ ꯃꯍꯩꯔꯣꯏꯁꯤꯡꯗ ꯍꯦꯟꯅ ꯒ꯭ꯔꯥꯎꯟꯗ ꯑꯃꯁꯨꯡ ꯄ꯭ꯔꯦꯖꯦꯟꯇ ꯑꯣꯏꯅ ꯐꯥꯎꯍꯟꯕꯗ ꯃꯇꯦꯡ ꯄꯥꯡꯏ, ꯃꯁꯤꯅ ꯃꯈꯣꯏꯗ ꯍꯦꯟꯅ ꯐꯕꯥ ꯕꯦꯂꯦꯟꯁ ꯑꯃꯁꯨꯡ ꯋꯦꯜꯕꯤꯡꯒꯤ ꯋꯥꯈꯜꯂꯣꯟ ꯑꯃ ꯄꯤ꯫ ꯂꯣꯏꯁꯤꯜꯂꯛꯄꯗ, ꯃꯍꯧꯁꯥꯕꯨ ꯆꯥꯡ ꯅꯥꯏꯅ ꯊꯤꯖꯤꯟꯅꯕ ꯁ꯭ꯇꯗꯤꯁꯤꯡꯗꯒꯤ ꯕ꯭ꯔꯦꯛ ꯑꯃ ꯂꯧꯕꯅ ꯍꯛꯆꯥꯡꯒꯤ, ꯋꯥꯈꯜꯒꯤ ꯑꯃꯁꯨꯡ ꯄꯨꯛꯅꯤꯡꯒꯤ ꯀꯥꯟꯅꯕ ꯀꯌꯥ ꯑꯃ ꯄꯤꯔꯤ꯫ ꯃꯁꯤ ꯁ꯭ꯠꯔꯦꯁ ꯍꯟꯊꯍꯟꯕ, ꯋꯥꯈꯜ ꯅꯨꯡꯉꯥꯏꯍꯟꯕ ꯑꯃꯁꯨꯡ ꯑꯄꯨꯟꯕ ꯍꯛꯁꯦꯜ ꯑꯃꯁꯨꯡ ꯅꯨꯡꯉꯥꯏ-ꯌꯥꯏꯐꯕ ꯐꯒꯠꯍꯟꯕꯒꯤ ꯑꯆꯧꯕ ꯃꯑꯣꯡ ꯑꯃꯅꯤ꯫ ꯑꯗꯨꯅꯥ, ꯕ꯭ꯔꯦꯛ ꯑꯃꯥ ꯂꯧꯕꯤꯌꯨ, ꯃꯄꯥꯟꯗ ꯊꯣꯛꯄꯤꯌꯨ, ꯑꯃꯁꯨꯡ ꯃꯍꯧꯁꯥꯅ ꯄꯤꯔꯤꯕ ꯐꯖꯕ ꯄꯨꯝꯅꯃꯛ ꯅꯨꯡꯉꯥꯏꯕꯤꯌꯨ꯫ ꯑꯅꯧꯕ ꯇꯦꯛꯅꯣꯂꯣꯖꯤ ꯑꯃ ꯐꯣꯡꯗꯣꯛꯄꯤꯌꯨ꯫ ꯁꯦꯝꯒꯠꯂꯤꯕ ꯑꯅꯧꯕꯥ ꯇꯦꯛꯅꯣꯂꯣꯖꯤ ꯑꯃꯗꯤ ꯑꯣꯔꯒꯥꯟ ꯔꯤꯖꯦꯅꯦꯔꯦꯁꯟꯒꯤꯗꯃꯛ ꯕꯥꯏꯑꯣꯄ꯭ꯔꯤꯟꯇꯤꯡ ꯁꯤꯖꯤꯟꯅꯕꯅꯤ꯫ ꯕꯥꯏꯑꯣꯄ꯭ꯔꯤꯟꯇꯤꯡ ꯍꯥꯏꯕꯁꯤꯗ ꯕꯥꯏꯑꯣꯂꯣꯖꯤꯀꯦꯜ ꯃꯦꯇꯔꯤꯑꯦꯜꯁꯤꯡ ꯁꯤꯖꯤꯟꯅꯗꯨꯅ ꯐꯪꯁꯅꯦꯜ ꯑꯣꯔꯒꯥꯟꯁꯤꯡ ꯑꯃꯁꯨꯡ ꯇꯤꯁꯨꯁꯤꯡ ꯁꯦꯝꯒꯠꯅꯕ ꯄ꯭ꯔꯤꯟꯇꯔ ꯑꯃ ꯁꯤꯖꯤꯟꯅꯕꯅꯤ꯫ ꯊꯧꯑꯣꯡ ꯑꯁꯤꯗ ꯕꯥꯏꯑꯣꯏꯁꯤꯡ ꯁꯤꯖꯤꯟꯅꯩ, ꯃꯈꯣꯏꯁꯤꯡ ꯑꯁꯤ ꯀꯣꯂꯥꯖꯦꯟ ꯅꯠꯇ꯭ꯔꯒ ꯖꯦꯜꯇꯤꯟꯒꯨꯝꯕ ꯑꯇꯣꯞꯄ ꯄꯣꯠꯂꯝꯁꯤꯡꯒ ꯂꯣꯏꯅꯅ ꯍꯤꯡꯂꯤꯕ ꯁꯦꯜꯁꯤꯡꯅ ꯁꯦꯝꯕꯅꯤ꯫ ꯃꯗꯨꯒꯤ ꯃꯇꯨꯡꯗꯥ ꯕꯥꯏꯑꯣꯏꯁꯤꯡ ꯑꯁꯤ ꯑꯍꯨꯝꯗꯤ ꯄ꯭ꯔꯤꯟꯇꯔꯗ ꯄꯤꯖꯩ, ꯃꯐꯝ ꯑꯗꯨꯗ ꯃꯈꯣꯏꯕꯨ ꯂꯦꯌꯔ ꯑꯃꯗꯒꯤ ꯂꯦꯌꯔ ꯑꯃꯗꯥ ꯑꯀꯛꯅꯅ ꯊꯝꯗꯨꯅ ꯑꯄꯥꯝꯕ ꯑꯣꯔꯒꯥꯟ ꯅꯠꯇ꯭ꯔꯒ ꯇꯤꯁꯨ ꯁꯇ꯭ꯔꯛꯆꯔ ꯑꯗꯨ ꯁꯦꯝꯒꯠꯂꯤ꯫ ꯃꯁꯤꯒꯤ ꯇꯦꯛꯅꯣꯂꯣꯖꯤ ꯑꯁꯤꯅꯥ ꯗꯣꯛꯇꯔꯁꯤꯡꯅꯥ ꯑꯅꯥꯕꯥ ꯈꯨꯗꯤꯡꯃꯛꯀꯤꯗꯃꯛ ꯃꯁꯥꯅꯥ ꯁꯦꯝꯖꯕ ꯑꯅꯧꯕ ꯑꯣꯔꯒꯅꯥꯏꯖꯦꯁꯟꯁꯤꯡꯅ ꯃꯍꯨꯠ ꯁꯤꯟꯕ ꯌꯥꯍꯟꯗꯨꯅ ꯍꯤꯗꯥꯛ ꯂꯥꯡꯊꯛꯇ ꯑꯍꯣꯡꯕ ꯑꯃ ꯄꯨꯔꯛꯄꯒꯤ ꯄꯣꯇꯦꯟꯁꯤꯌꯦꯜ ꯂꯩꯔꯤ꯫ ꯃꯁꯤꯅ ꯑꯣꯔꯒꯥꯟ ꯇ꯭ꯔꯥꯟꯁꯄ꯭ꯂꯥꯟꯇ ꯇꯧꯕꯒꯤ ꯉꯥꯏꯕꯒꯤ ꯃꯇꯝ ꯑꯁꯤ ꯌꯥꯝꯅ ꯍꯟꯊꯍꯟꯕ ꯉꯝꯒꯅꯤ ꯑꯃꯁꯨꯡ ꯑꯣꯔꯒꯥꯟꯁꯤꯡ ꯑꯁꯤ ꯑꯅꯥꯕ ꯑꯗꯨꯒꯤ ꯃꯁꯥꯒꯤ ꯁꯦꯜꯁꯤꯡꯗꯒꯤ ꯁꯦꯝꯒꯅꯤ ꯃꯔꯝ ꯑꯗꯨꯅ ꯔꯤꯖꯦꯛꯁꯟꯒꯤ ꯔꯤꯁ꯭ꯛ ꯍꯟꯊꯍꯟꯕ ꯉꯝꯒꯅꯤ꯫ ꯕꯥꯏꯑꯣꯄ꯭ꯔꯤꯟꯇꯤꯡ ꯑꯁꯤ ꯍꯧꯖꯤꯛꯁꯨ ꯑꯍꯥꯟꯕ ꯇꯥꯡꯀꯛꯇ ꯂꯩꯔꯤ ꯑꯃꯁꯨꯡ ꯃꯁꯤ ꯄꯥꯛ ꯁꯟꯅ ꯐꯪꯗ꯭ꯔꯤꯉꯩ ꯃꯃꯥꯡꯗ ꯊꯦꯡꯅꯒꯗꯕ ꯁꯤꯡꯅꯕ ꯀꯌꯥ ꯂꯩꯔꯤ꯫ꯑꯗ ꯑꯗꯨꯝ ꯑꯣꯏꯅꯃꯛ, ꯑꯣꯏꯊꯣꯛꯄ ꯌꯥꯕ ꯀꯥꯟꯅꯕꯁꯤꯡ ꯑꯁꯤꯅ ꯃꯁꯤꯕꯨ ꯌꯥꯝꯅ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯊꯥꯖꯅꯤꯡꯉꯥꯏ ꯑꯣꯏꯕ ꯇꯦꯛꯅꯣꯂꯣꯖꯤ ꯑꯃ ꯑꯣꯏꯍꯜꯂꯤ꯫